ꯗꯥꯅ꯭ꯌꯨꯕ ꯀꯥꯡꯖꯝ (ꯅꯠꯇ꯭ꯔꯒ ꯗꯥꯅ꯭ꯌꯨꯕꯤ ꯅꯠꯇ꯭ꯔꯒ ꯗꯥꯅꯨꯕ ꯅꯠꯇ꯭ꯔꯒ ꯗꯥꯅꯨꯕꯤ) ꯑꯁꯤ ꯚꯥꯔꯠꯀꯤ ꯃꯣꯗꯦꯜ ꯑꯃꯁꯨꯡ ꯃꯃꯤꯔꯣꯏ ꯑꯃꯅꯤ꯫ ꯃꯍꯥꯛ ꯃꯅꯤꯄꯨꯔꯒꯤ ꯏꯝꯐꯥꯜꯗ ꯍꯧꯔꯛꯄꯅꯤ꯫ ꯃꯍꯥꯛ ꯑꯁꯤ ꯏꯪ ꯂꯤꯁꯤꯡ ꯑꯅꯤꯒ ꯀꯨꯟꯃꯥꯊꯣꯏꯗ ꯄꯥꯡꯊꯣꯛꯈꯤꯕ ꯇꯔꯥꯅꯤꯄꯥꯜꯁꯨꯕ ꯁꯟꯁꯤꯜꯛ ꯃꯤꯁ ꯃꯦꯒꯥ ꯅꯣꯔꯠꯏꯁ ꯕ꯭ꯌꯨꯇꯤ ꯄꯦꯖꯦꯟꯀꯤ ꯃꯤꯡꯊꯣꯜ ꯐꯪꯂꯕ ꯃꯤꯑꯣꯏꯅꯤ꯫ ꯃꯍꯥꯛ ꯑꯁꯤ ꯁꯥꯏꯕꯔ ꯀ꯭ꯔꯥꯏꯝ, ꯂꯦꯁꯕꯤꯌꯥꯟ ꯒꯦ ꯕꯥꯏꯁꯦꯛꯆꯨꯋꯦꯜ ꯇ꯭ꯔꯥꯟꯁꯖꯦꯟꯗꯔꯒꯤ ꯍꯛꯁꯤꯡ, ꯍꯛꯆꯥꯡꯒꯤ ꯄꯣꯖꯤꯇꯤꯚꯤꯇꯤ ꯑꯃꯁꯨꯡ ꯃꯁꯥꯅ ꯃꯁꯥꯕꯨ ꯌꯥꯖꯕꯒ ꯂꯣꯏꯅꯅ ꯈꯨꯟꯅꯥꯏꯒꯤ ꯑꯣꯏꯕ ꯋꯥꯐꯝꯁꯤꯡꯒꯤ ꯈꯣꯡꯖꯪꯂꯣꯏ ꯑꯃꯅꯤ꯫ ꯃꯍꯥꯛ ꯁꯤꯔꯨꯏ ꯂꯤꯂꯤ ꯐꯦꯁꯇꯤꯕꯦꯜꯒꯤ ꯑꯅꯤꯁꯨꯕ ꯑꯦꯗꯤꯁꯟꯗ ꯃꯤꯁ ꯁ꯭ꯄ꯭ꯔꯤꯡ ꯀꯟꯇꯦꯁꯇ "ꯒ꯭ꯔꯦꯁꯐꯨꯜ ꯋꯥꯛ" ꯃꯤꯡꯊꯣꯜ ꯐꯪꯂꯕ ꯃꯤꯑꯣꯏ ꯑꯣꯏꯈꯤ꯫ ꯗꯥꯅ꯭ꯌꯨꯕꯅ ꯃꯤꯁ ꯌꯨꯅꯤꯚꯔꯁ ꯏꯟꯗꯤꯌꯥ ꯂꯤꯁꯤꯡ ꯑꯅꯤꯒ ꯀꯨꯟꯃꯔꯤꯒꯤ ꯕ꯭ꯌꯨꯇꯤ ꯄꯦꯖꯦꯟꯠꯇ ꯃꯍꯥꯛꯀꯤ ꯂꯝꯗꯝ ꯃꯅꯤꯄꯨꯔꯒꯤ ꯃꯤꯍꯨꯠ ꯑꯣꯏꯈꯤ꯫ ꯉꯜꯂꯤꯉꯩꯒꯤ ꯄꯨꯟꯁꯤ ꯗꯥꯅ꯭ꯌꯨꯕ ꯀꯥꯡꯖꯝ ꯑꯁꯤ ꯕꯤꯔꯦꯟꯗ꯭ꯔꯥ ꯁꯤꯡꯍ ꯀꯥꯡꯖꯝ ꯑꯃꯁꯨꯡ ꯈꯨꯔꯥꯏꯖꯝ ꯇꯔꯨꯅꯤꯕꯥꯂꯥꯒꯤ ꯃꯆꯥꯅꯨꯄꯤ ꯑꯣꯏꯅ ꯄꯣꯛꯈꯤ꯫ ꯃꯍꯥꯛ ꯃꯅꯤꯄꯨꯔꯒꯤ ꯏꯝꯐꯥꯜ ꯋꯦꯁ ꯄꯅꯥꯒꯤ ꯃꯅꯨꯡ ꯆꯜꯂꯤ꯫ ꯋꯥꯌꯦꯜꯂꯣꯟꯒꯤ ꯃꯍꯩꯔꯣꯏ ꯑꯃ ꯑꯣꯏꯕꯒꯤ ꯃꯊꯛꯇ, ꯃꯍꯥꯛꯅ ꯏꯝꯄꯦꯛ ꯇꯤꯚꯤꯗ ꯑꯦꯡꯀꯔ ꯑꯃ ꯑꯣꯏꯅꯁꯨ ꯊꯕꯛ ꯇꯧꯈꯤ꯫ ꯃꯍꯥꯛꯅ ꯃꯍꯥꯛꯀꯤ ꯃꯣꯗꯦꯂꯤꯡꯒꯤ ꯁꯤꯟꯐꯝ ꯍꯧꯗ꯭ꯔꯤꯉꯩ ꯃꯃꯥꯡꯗ ꯃꯍꯥꯛ ꯐꯦꯟꯁꯤꯡ ꯁꯥꯟꯅꯔꯣꯏ ꯑꯃ ꯑꯣꯏꯔꯝꯃꯤ ꯑꯃꯁꯨꯡ ꯅꯦꯁꯅꯦꯜ ꯒꯦꯝꯁꯇ ꯃꯅꯤꯄꯨꯔꯒꯤ ꯃꯤꯍꯨꯠ ꯑꯣꯏꯔꯝꯃꯤ꯫ ꯃꯍꯩ-ꯃꯁꯤꯡ ꯇꯝꯕ ꯗꯥꯅ꯭ꯌꯨꯕ ꯑꯁꯤ ꯑꯥꯏꯟꯒꯤ ꯃꯍꯩ-ꯃꯁꯤꯡ ꯇꯝꯕꯒꯤ ꯃꯍꯩꯔꯣꯏ ꯑꯃꯅꯤ꯫ ꯃꯍꯥꯛ ꯃꯅꯤꯄꯨꯔ ꯌꯨꯅꯤꯚꯔꯁꯤꯇꯤꯒꯤ ꯃꯈꯥꯗ ꯂꯩꯕ ꯕꯤꯁꯥꯜ ꯂꯣ ꯏꯟꯁꯇꯤꯇ꯭ꯌꯨꯠꯇꯒꯤ ꯕꯦꯆꯦꯂꯔꯁ ꯑꯣꯐ ꯂꯣ ꯇꯝꯈꯤ꯫ ꯃꯍꯥꯛꯅ ꯃꯍꯥꯛꯀꯤ ꯃꯍꯩ-ꯃꯁꯤꯡ ꯇꯝꯕ ꯑꯗꯨ ꯁꯤꯁꯨ ꯅꯤꯁ꯭ꯊꯥ ꯅꯤꯀꯦꯇꯟ ꯑꯃꯁꯨꯡ ꯔꯥꯖꯀꯨꯃꯥꯔꯤ ꯁꯅꯥꯇꯣꯝꯕꯤ ꯗꯦꯕꯤ ꯕꯤꯗ꯭ꯌꯥꯂꯌꯥꯗ ꯇꯝꯈꯤ꯫ ꯁꯤꯟꯐꯝ: ꯗꯥꯅ꯭ꯌꯨꯕꯅ ꯃꯍꯥꯛꯀꯤ ꯏꯊꯤꯜ ꯑꯗꯨ ꯃꯦꯒꯥ ꯃꯤꯁ ꯅꯣꯔꯠ ꯏ꯭ꯁꯠ ꯂꯤꯁꯤꯡ ꯑꯅꯤꯒ ꯇꯔꯥꯃꯉꯥꯒꯤ ꯃꯥꯏꯄꯥꯛꯂꯕ ꯖꯦꯁꯤꯀꯥ ꯃꯥꯔꯕꯥꯅꯤꯌꯟꯗꯒꯤ ꯐꯪꯈꯤ꯫ ꯗꯥꯅ꯭ꯌꯨꯕ ꯀꯥꯡꯖꯝ ꯑꯁꯤ ꯚꯣꯒ ꯑꯦꯟꯇꯔꯇꯦꯟꯃꯦꯟꯇ ꯅꯥꯒꯥꯂꯦꯟ ꯒꯤ ꯃꯈꯥꯗ ꯑꯣꯒꯁꯠ ꯀꯨꯟꯃꯉꯥꯗ ꯐꯦꯛ ꯈꯨꯟꯌꯣꯜꯗ ꯄꯥꯡꯊꯣꯛꯈꯤꯕ ꯐꯦꯛ ꯗꯤꯁꯇ꯭ꯔꯤꯛ ꯕ꯭ꯌꯨꯇꯤ ꯄꯦꯖꯦꯟ ꯂꯤꯁꯤꯡ ꯑꯅꯤꯒ ꯀꯨꯟꯍꯨꯝꯗꯣꯏꯗ ꯃꯤꯁ ꯐꯦꯛ ꯂꯤꯁꯤꯡ ꯑꯅꯤꯒ ꯀꯨꯟꯍꯨꯝꯗꯣꯏꯒꯤ ꯋꯥꯌꯦꯜꯂꯣꯏ ꯑꯣꯏꯈꯤ꯫ ꯃꯍꯥꯛꯅ ꯁꯤꯔꯨꯏ ꯂꯤꯂꯤ ꯐꯦꯁꯇꯤꯕꯦꯜꯒꯤ ꯑꯅꯤꯁꯨꯕ ꯑꯦꯗꯤꯁꯟꯗ ꯃꯤꯁ ꯁ꯭ꯄꯔꯤꯡ ꯀꯟꯇꯦꯁꯇ "ꯒ꯭ꯔꯦꯁꯐꯨꯜ ꯋꯥꯛ" ꯍꯥꯏꯕ ꯃꯤꯡꯊꯣꯜ ꯑꯗꯨ ꯐꯪꯈꯤ꯫ ꯃꯍꯥꯛꯅ ꯃꯤꯁ ꯌꯨꯅꯤꯚꯔꯁ ꯏꯟꯗꯤꯌꯥ ꯂꯤꯁꯤꯡ ꯑꯅꯤꯒ ꯀꯨꯟꯃꯔꯤꯒꯤ ꯐꯖꯕꯒꯤ ꯄꯦꯖꯦꯟꯇ ꯃꯍꯥꯛꯀꯤ ꯂꯝꯗꯝ ꯃꯅꯤꯄꯨꯔꯒꯤꯗꯃꯛ ꯂꯦꯞꯈꯤ꯫ ꯃꯅꯥꯁꯤꯡ ꯚꯥꯔꯠꯀꯤ ꯑꯍꯃꯗꯕꯥꯗꯇ ꯏꯪ ꯂꯤꯁꯤꯡ ꯑꯅꯤꯒ ꯇꯔꯥꯃꯥꯄꯜꯒꯤ ꯃꯦ ꯀꯨꯟꯃꯥꯄꯜꯗꯒꯤ ꯖꯨꯟ ꯑꯅꯤ ꯐꯥꯎꯕ ꯄꯥꯡꯊꯣꯛꯈꯤꯕ ꯁꯨꯟꯗ꯭ꯔꯂꯥꯜ ꯀꯥꯟꯇꯥ ꯒꯧꯔꯤ ꯁꯟꯀ꯭ꯔ ꯏꯟꯇꯔꯅꯦꯁꯅꯦꯜ ꯐꯤꯂꯝ ꯐꯦꯁꯇꯤꯕꯦꯜ (ꯑꯦꯁ ꯀꯦ ꯖꯤ ꯏꯟꯇꯔꯅꯦꯁꯅꯦꯜ ꯐꯤꯜꯝ ꯐꯦꯁꯇꯤꯕꯦꯜ)ꯗ "ꯈꯣꯏꯗꯥꯖꯩ (ꯑꯩꯒꯤ ꯑꯔꯣꯟꯕ ꯅꯨꯡꯁꯤꯕ)" ꯀꯧꯕ ꯃꯩꯇꯩ ꯂꯣꯟꯒꯤ ꯏꯁꯩ-ꯅꯣꯡꯃꯥꯏꯒꯤ ꯚꯤꯗꯤꯑꯣ ꯑꯃꯒꯤꯗꯃꯛ ꯗꯥꯅ꯭ꯌꯨꯕꯄꯨ ꯈ꯭ꯋꯥꯏꯗꯒꯤ ꯐꯕ ꯑꯦꯛꯇꯔ ꯑꯦꯁ ꯀꯦ ꯖꯤ ꯏꯟꯇꯔꯅꯦꯁꯅꯦꯜ ꯐꯤꯂꯝ ꯐꯦꯁꯇꯤꯕꯦꯜ -ꯂꯤꯁꯤꯡ ꯑꯅꯤꯒꯥ ꯇꯔꯥꯃꯥꯄꯜꯒꯤ ꯃꯅꯥ ꯄꯤꯈꯤ꯫ ꯃꯃꯤ ꯀꯨꯝꯍꯩ ꯗꯥꯅ꯭ꯌꯨꯕꯅ ꯔꯣꯖꯤꯠ ꯆꯣꯡꯊꯥꯝꯅ ꯂꯝꯖꯤꯡ-ꯂꯝꯇꯥꯛꯈꯤꯕ ꯑꯃꯁꯨꯡ ꯖꯣꯏꯆꯥꯟ ꯃꯣꯏꯔꯥꯡꯊꯦꯝꯅ ꯄꯨꯊꯣꯛꯄ "ꯈꯣꯏꯗꯥꯖꯩ (ꯑꯩꯒꯤ ꯑꯔꯣꯟꯕ ꯅꯨꯡꯁꯤꯕ)" ꯀꯧꯕ ꯃꯩꯇꯩ ꯂꯣꯟꯒꯤ ꯏꯁꯩ-ꯅꯣꯡꯃꯥꯏꯒꯤ ꯚꯤꯗꯤꯑꯣ ꯑꯃꯗ ꯁꯛꯇꯝ ꯂꯥꯡꯈꯤ꯫